ꯄꯤꯔꯤꯕ ꯏꯟꯐꯣꯔꯃꯦꯁꯟ ꯑꯗꯨꯒ ꯂꯣꯏꯅꯅ ꯏꯃꯦꯜ ꯇꯦꯝꯄ꯭ꯂꯦꯠ ꯑꯃ ꯗꯤꯖꯥꯏꯟ ꯇꯧ꯫ ꯀꯝꯄꯦꯅꯤꯒꯤ ꯃꯃꯤꯡ: ꯑꯦꯛꯃꯦ ꯄꯥꯎꯖꯦꯜ: ꯑꯦꯛꯃꯦꯗ ꯇꯔꯥꯝꯅ ꯑꯣꯛꯆꯔꯤ! ꯑꯩꯈꯣꯏꯅ ꯑꯗꯣꯝꯒꯤ ꯈꯣꯡꯆꯠꯀꯤ ꯁꯔꯨꯛ ꯑꯃꯥ ꯑꯣꯏꯕꯗ ꯅꯨꯡꯉꯥꯏꯕ ꯐꯥꯎꯏ ꯫ꯁꯤꯒꯅꯦꯆꯔ: ꯗꯤ ꯑꯦꯛꯃꯦ ꯇꯤꯝ꯫ ꯅꯨꯡꯁꯤꯔꯕꯥ ꯔꯤꯁꯤꯄꯤꯌꯔ, ꯏꯃꯦꯜ ꯑꯁꯤꯅ ꯑꯗꯣꯝꯕꯨ ꯐꯖꯅ ꯐꯪꯒꯅꯤ ꯍꯥꯏꯅ ꯑꯩꯈꯣꯥꯅ ꯑꯥꯁꯥ ꯇꯧꯔꯤ꯫ ꯑꯦꯛꯃꯦ ꯒꯤ ꯃꯥꯏꯀꯩꯗꯒꯤ ꯑꯩꯈꯣꯏꯅ ꯑꯗꯣꯝꯕꯨ ꯊꯃꯣꯏ ꯁꯦꯡꯅ ꯇꯔꯥꯝꯅ ꯑꯣꯛꯆꯔꯤ! ꯑꯦꯛꯃꯦ ꯗ ꯇꯔꯥꯝꯅꯥꯑꯣꯛꯆꯔꯤ! ꯑꯗꯣꯝꯒꯤ ꯈꯣꯡꯆꯠꯀꯤ ꯁꯔꯨꯛ ꯑꯃ ꯑꯣꯏꯕꯗ ꯑꯩꯈꯣꯏ ꯍꯔꯥꯎꯏ꯫ ꯑꯩꯈꯣꯏꯒꯤ ꯈꯨꯟꯅꯥꯏꯒꯤ ꯃꯃꯜ ꯂꯩꯕ ꯃꯤꯑꯣꯏ ꯑꯃ ꯑꯣꯏꯅ ꯑꯩꯈꯣꯏꯅ ꯑꯗꯣꯝꯗ ꯈ꯭ꯋꯥꯏꯗꯒꯤ ꯋꯥꯡꯕ ꯊꯥꯛꯀꯤ ꯁꯔꯚꯤꯁ ꯑꯃꯁꯨꯡ ꯁꯄꯣꯔꯠ ꯄꯤꯅꯕ ꯀꯠꯊꯣꯛꯂꯤ꯫ ꯑꯩꯈꯣꯏꯒꯤ ꯄꯣꯠꯊꯣꯛꯁꯤꯡ ꯑꯃꯁꯨꯡ ꯁꯔꯕꯤꯁꯁꯤꯡꯗ ꯑꯗꯣꯝꯅ ꯑꯆꯧꯕꯥꯡ ꯃꯃꯜ ꯑꯃ ꯐꯪꯒꯅꯤ ꯍꯥꯏꯅ ꯑꯩꯈꯣꯏꯅ ꯊꯥꯖꯩ, ꯑꯃꯁꯨꯡ ꯑꯗꯣꯝꯒꯤ ꯃꯥꯏ ꯄꯥꯛꯄꯒꯤ ꯁꯔꯨꯛ ꯑꯃ ꯑꯣꯏꯅꯕ ꯑꯩꯈꯣꯏꯅ ꯊꯥꯖꯕꯥ ꯊꯝꯂꯤ꯫ ꯀꯔꯤꯒꯨꯝꯕ ꯑꯗꯣꯝꯒꯤ ꯋꯥꯍꯪ ꯅꯠꯇ꯭ꯔꯒ ꯑꯋꯥꯕ ꯑꯃ ꯂꯩꯔꯕꯗꯤ ꯑꯩꯈꯣꯏꯒ ꯄꯥꯎ ꯐꯥꯎꯅꯕꯗ ꯋꯥꯈꯜ ꯋꯥꯕ ꯂꯩꯔꯣꯏꯗꯕꯅꯤ꯫ ꯑꯩꯈꯣꯏꯅ ꯃꯇꯝ ꯄꯨꯝꯅꯃꯛꯇ ꯃꯇꯦꯡ ꯄꯥꯡꯅꯕꯥ ꯃꯐꯝ ꯑꯁꯤꯗꯥ ꯂꯩꯔꯤ, ꯑꯃꯁꯨꯡ ꯑꯗꯣꯝꯗꯒꯤ ꯇꯥꯕ ꯐꯪꯖꯕꯥ ꯉꯝꯗꯦ꯫ ꯑꯦꯛꯃꯦ ꯈꯟꯕꯤꯕꯒꯤꯗꯃꯛ ꯊꯥꯒꯠꯆꯔꯤ ꯑꯃꯁꯨꯡ ꯑꯩꯈꯣꯏꯒꯤ ꯏꯃꯨꯡ ꯃꯅꯨꯡꯗ ꯇꯔꯥꯝꯅꯥ ꯑꯣꯛꯆꯔꯤ! ꯗꯤ ꯑꯦꯛꯃꯦ ꯇꯤꯝ꯫ ꯃꯥꯏꯜ ꯃꯉꯥ ꯁꯥꯡꯕ ꯀꯦꯕ ꯊꯧꯕꯒꯤ ꯃꯃꯜ ꯑꯗꯨ ꯈꯪꯗꯣꯛꯎ꯫ ꯑꯩꯍꯥꯛꯅ ꯑꯗꯣꯝꯗ ꯖꯦꯅꯦꯔꯦꯂꯥꯏꯖ ꯔꯦꯟꯖ ꯑꯃꯒꯤ ꯃꯅꯨꯡꯗ ꯃꯥꯏꯜ ꯃꯉꯥꯒꯤ ꯀꯦꯕ ꯊꯧꯕꯒꯤ ꯃꯃꯜꯒꯤ ꯑꯦꯁꯇꯤꯃꯦꯠ ꯑꯃ ꯄꯤꯕ ꯉꯝꯒꯅꯤ, ꯑꯗꯨꯕꯨ ꯆꯥꯟꯕꯤꯗꯨꯅ ꯅꯤꯡꯁꯤꯡꯕꯤꯌꯨ ꯃꯗꯨꯗꯤ ꯑꯔꯣꯏꯕ ꯁꯦꯟꯐꯝ ꯑꯁꯤ ꯃꯐꯝ, ꯇ꯭ꯔꯥꯐꯤꯛ, ꯑꯃꯁꯨꯡ ꯁꯔꯆꯥꯔꯖ ꯌꯥꯎꯅ ꯐꯦꯛꯇꯔ ꯀꯌꯥꯒꯤ ꯃꯇꯨꯡ ꯏꯟꯅ ꯈꯦꯠꯅꯕ ꯌꯥꯏ꯫ ꯆꯥꯡꯆꯠꯇꯥ, ꯁꯍꯔꯒꯤ ꯃꯅꯨꯡꯗ ꯃꯥꯏꯜ ꯃꯉꯥ ꯆꯠꯄꯗ ꯑꯗꯣꯝꯗ ꯗꯣꯂꯔ ꯇꯔꯥꯗꯒꯤ ꯀꯨꯟ ꯐꯥꯎꯕꯒꯤ ꯃꯔꯛꯇ ꯆꯪꯕ ꯌꯥꯏ꯫ ꯀꯦꯕꯁꯤꯡꯗ ꯃꯍꯧꯁꯥꯅ ꯕꯦꯖ ꯐꯦꯌꯔ (ꯃꯁꯤ ꯗꯣꯂꯔ ꯑꯃꯥ - ꯑꯅꯤꯒꯤ ꯃꯔꯛꯇ ꯈꯦꯠꯅꯩ) ꯄ꯭ꯂꯥꯁ ꯃꯥꯏꯜ ꯑꯃꯗ ꯆꯥꯔꯖ (ꯆꯥꯡꯆꯠꯇ ꯃꯥꯏꯜ ꯑꯃꯗ ꯆꯥꯎꯔꯥꯛꯅ ꯗꯣꯂꯔ ꯑꯅꯤ - ꯑꯍꯨꯝ) ꯂꯩ꯫ ꯃꯁꯤꯒꯤ ꯃꯊꯛꯇ ꯋꯥꯏꯠ ꯇꯥꯏꯝ, ꯍꯦꯚꯤ ꯇ꯭ꯔꯥꯐꯤꯛ ꯅꯠꯇ꯭ꯔꯒ ꯑꯇꯩ ꯃꯄꯥꯟꯒꯤ ꯐꯦꯛꯇꯔꯁꯤꯡꯒꯤ ꯁꯔꯆꯥꯔꯖ ꯂꯩꯕ ꯌꯥꯏ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯃꯃꯜꯁꯤꯡ ꯑꯁꯤ ꯑꯗꯣꯝꯒꯤ ꯂꯩꯐꯝ ꯑꯃꯁꯨꯡ ꯑꯗꯣꯝꯒꯤ ꯃꯐꯝꯗ ꯊꯕꯛ ꯇꯧꯔꯤꯕ ꯀꯦꯕ ꯀꯝꯄꯦꯅꯤꯁꯤꯡꯒꯤ ꯃꯇꯨꯡ ꯏꯟꯅ ꯈꯦꯠꯅꯕ ꯌꯥꯏ꯫ ꯅꯍꯥꯛꯅ ꯔꯥꯏꯗ-ꯁꯦꯌꯔꯤꯡ ꯑꯦꯞꯁꯤꯡ ꯁꯤꯖꯤꯟꯅꯕꯗꯁꯨ ꯈꯟꯅꯔꯛꯄ ꯌꯥꯏ, ꯃꯈꯣꯏꯅ ꯅꯍꯥꯛꯅ ꯔꯥꯏꯗ ꯑꯃ ꯕꯨꯀꯤꯡ ꯇꯧꯗ꯭ꯔꯤꯉꯩꯒꯤ ꯃꯃꯥꯡꯗꯥ ꯁꯦꯜ-ꯊꯨꯝꯒꯤ ꯑꯦꯁ꯭ꯇꯤꯃꯦꯠ ꯑꯃ ꯄꯤꯕ ꯉꯝꯒꯅꯤ꯫ ꯃꯈꯥꯗ ꯄꯤꯔꯤꯕꯥ ꯋꯥꯐꯝ ꯑꯁꯤꯒꯤ ꯄꯣꯂꯤꯇꯤꯀꯦꯜ ꯑꯣꯔꯤꯑꯦꯟꯇꯦꯁꯟ ꯑꯗꯨ ꯀ꯭ꯂꯥꯁꯤꯐꯥꯏ ꯇꯧ: ꯁꯔꯀꯥꯔꯅ ꯇꯦꯛꯁ ꯍꯟꯊꯍꯟꯗꯨꯅ ꯍꯦꯜꯊꯀꯦꯌꯔ ꯑꯃꯁꯨꯡ ꯑꯦꯖꯨꯀꯦꯁꯟ ꯄꯤꯒꯗꯕꯅꯤ꯫ ꯋꯥꯐꯝ ꯑꯁꯤꯒꯤ ꯄꯣꯂꯤꯇꯤꯀꯦꯜ ꯑꯣꯔꯤꯑꯦꯟꯇꯦꯁꯟ ꯑꯁꯤ ꯃꯤꯛꯁ ꯑꯣꯏ꯫ ꯁ꯭ꯇꯦꯠꯃꯦꯟꯇ ꯑꯁꯤꯅ ꯁꯔꯀꯥꯔꯅ ꯄꯤꯔꯤꯕ ꯍꯦꯜꯊꯀꯦꯌꯔ ꯑꯃꯁꯨꯡ ꯑꯦꯖꯨꯀꯦꯁꯟꯒꯤ ꯑꯦꯗꯣꯕꯣꯛꯁ ꯑꯁꯤ ꯂꯦꯞꯇꯅ ꯆꯠꯊꯔꯤꯕ ꯅꯠꯇ꯭ꯔꯒ ꯂꯤꯕꯔꯜ ꯑꯥꯏꯗꯤꯑꯣꯂꯣꯖꯤꯁꯤꯡꯒꯥ ꯃꯥꯟꯅꯩ, ꯃꯈꯣꯏꯅ ꯃꯍꯧꯁꯥꯅ ꯃꯤꯄꯨꯝ ꯈꯨꯗꯤꯡꯃꯛꯀꯤ ꯆꯞ ꯃꯥꯟꯅꯕ ꯈꯨꯗꯣꯡꯆꯥꯕ ꯑꯃꯁꯨꯡ ꯀꯥꯟꯅꯕ ꯐꯪꯍꯟꯅꯕ ꯃꯤꯌꯥꯝꯒꯤ ꯁꯔꯕꯤꯁꯁꯤꯡ ꯄꯤꯕꯗ ꯁꯔꯀꯥꯔꯒꯤ ꯍꯦꯟꯅ ꯀꯟꯈꯠꯄ ꯊꯧꯗꯥꯡ ꯑꯃ ꯂꯧꯕꯗ ꯃꯇꯦꯡ ꯄꯥꯡꯏ꯫ ꯑꯗꯨꯝ ꯑꯣꯏꯅꯃꯛ, ꯇꯦꯛꯁ ꯍꯟꯊꯍꯟꯅꯕ ꯀꯧꯕ ꯑꯁꯤ ꯃꯍꯧꯁꯥꯅ ꯔꯥꯏꯠ-ꯂꯤꯅꯤꯡ ꯅꯠꯇ꯭ꯔꯒ ꯀꯟꯖꯔꯕꯦꯇꯤꯕ ꯑꯥꯏꯗꯤꯑꯣꯂꯣꯖꯤꯁꯤꯡꯒ ꯃꯥꯟꯅꯩ꯫ ꯃꯈꯣꯏꯅ ꯃꯍꯧꯁꯥꯅ ꯇꯦꯛꯁ ꯍꯟꯊꯍꯟꯕ ꯑꯃꯁꯨꯡ ꯁꯦꯟꯃꯤꯠꯂꯣꯟꯗ ꯁꯔꯀꯥꯔꯒꯤ ꯌꯥꯝꯅ ꯅꯦꯝꯕ ꯊꯧꯗꯥꯡ ꯑꯃ ꯂꯧꯕꯗ ꯃꯇꯦꯡ ꯄꯥꯡꯏ꯫ ꯂꯣꯏꯁꯤꯜꯂꯛꯄꯗ ꯖꯤꯕ ꯑꯍꯨꯝꯒꯤ ꯂꯤꯁ꯭ꯠ ꯑꯃ ꯁꯦꯝꯃꯨ꯫ ꯖꯥꯚꯥꯟ ꯔꯥꯏꯅꯣ: ꯌꯥꯝꯅ ꯈꯨꯗꯣꯡꯊꯤꯕ ꯅꯪꯂꯕ ꯃꯈꯜ ꯑꯁꯤ ꯏꯟꯗꯣꯅꯦꯁꯤꯌꯥꯒꯤ ꯑꯄꯤꯛꯄ ꯃꯐꯝ ꯈꯔꯈꯛꯇꯗ ꯎꯕ ꯐꯪꯏ ꯑꯃꯁꯨꯡ ꯃꯁꯤꯒꯤ ꯃꯁꯤꯡ ꯑꯁꯤ ꯆꯥꯎꯔꯥꯛꯅ ꯃꯤꯑꯣꯏ ꯌꯥꯡꯈꯩꯅꯤꯄꯥꯜꯗꯒꯤ ꯍꯨꯝꯐꯨ ꯅꯤꯄꯥꯜ ꯐꯥꯎꯕ ꯑꯣꯏꯔꯤ꯫ ꯋꯥꯀꯤꯇꯥ: ꯒꯜꯐ ꯑꯣꯐ ꯀꯦꯂꯤꯐꯣꯔꯅꯤꯌꯥꯒꯤ ꯅꯣꯡꯄꯣꯛ ꯊꯪꯕ ꯁꯔꯨꯛ ꯈꯛꯇꯗ ꯎꯕ ꯐꯪꯂꯤꯕ ꯄꯣꯔꯄꯣꯏꯖꯒꯤ ꯃꯈꯜ ꯑꯃꯅꯤ꯫ ꯃꯈꯣꯏꯒꯤ ꯑꯦꯁ꯭ꯇꯤꯃꯦꯠ ꯇꯧꯔꯕ ꯃꯁꯤꯡ ꯑꯁꯤ ꯆꯥꯎꯔꯥꯛꯅ ꯇꯔꯥꯈꯛꯇꯅꯤ, ꯃꯁꯤꯅ ꯃꯈꯣꯏꯕꯨ ꯈ꯭ꯋꯥꯏꯗꯒꯤ ꯈꯨꯗꯣꯡꯊꯤꯅꯤꯡꯉꯥꯏ ꯑꯣꯏꯕ ꯁꯃꯨꯗ꯭ꯔꯒꯤ ꯃꯃꯥꯏꯁꯤꯡ ꯑꯣꯏꯍꯜꯂꯤ꯫ ꯀ꯭ꯔꯣꯁ ꯔꯤꯚꯔ ꯒꯣꯔꯤꯂꯥ: ꯒꯣꯔꯤꯂꯥ ꯃꯈꯜ ꯑꯁꯤ ꯀꯦꯃꯔꯨꯟ-ꯅꯥꯏꯖꯦꯔꯤꯌꯥ ꯉꯝꯈꯩꯒꯤ ꯂꯝꯗꯝꯗ ꯂꯩꯕꯥ ꯎꯃꯪꯒꯤ ꯂꯜꯗꯝꯁꯤꯡ ꯑꯃꯁꯨꯡ ꯇꯨꯔꯦꯜꯁꯤꯡꯗ ꯈꯛꯇꯃꯛ ꯎꯕ ꯐꯪꯏ, ꯃꯁꯤꯒꯤ ꯃꯤꯁꯤꯡ ꯑꯁꯤ ꯃꯤꯑꯣꯏ ꯆꯅꯤ ꯗꯒꯤ ꯆꯍꯨꯝ ꯐꯥꯎꯕꯅꯤ ꯍꯥꯌꯅ ꯄꯥꯅꯔꯤ꯫